ꯍꯧꯈꯤꯕꯥ ꯆꯍꯤ ꯃꯉꯥꯒꯤ ꯑꯣꯏꯅꯥ ꯃꯀꯣꯛ ꯊꯣꯡꯕꯥ ꯑꯣꯏꯈ꯭ꯔꯥꯕ ꯁ꯭ꯇꯣꯛ ꯃꯉꯥꯒꯤ ꯃꯇꯥꯡꯗ ꯔꯤꯄꯣꯔꯠ ꯑꯃ ꯁꯦꯃꯒꯠꯄ ꯫ ꯍꯧꯈꯤꯕꯥ ꯆꯍꯤ ꯃꯉꯥꯗ ꯁ꯭ꯇꯣꯛ ꯀꯩꯊꯦꯜꯒꯤ ꯇꯧꯔꯛꯄ ꯊꯕꯛꯁꯤꯡꯒꯤ ꯃꯇꯥꯡꯗꯥ ꯃꯄꯨꯡ ꯐꯥꯅꯥ ꯊꯤꯖꯤꯟꯕ ꯑꯃꯁꯨꯡ ꯅꯩꯅꯕ ꯇꯧꯔꯕꯥ ꯃꯇꯨꯡꯗ ꯃꯈꯥꯗ ꯄꯤꯔꯤꯕꯥ ꯔꯤꯄꯣꯔꯠ ꯑꯁꯤꯅꯥ ꯃꯈꯣꯢꯒꯤ ꯂꯦꯞꯇꯅꯥ ꯍꯦꯅꯒꯠꯂꯛꯄ ꯇꯪꯗꯨ ꯂꯩꯇꯥꯕ ꯑꯃꯁꯨꯡ ꯀꯥꯟꯅꯕ ꯐꯪꯕꯗ ꯌꯨꯝꯐꯝ ꯑꯣꯏꯔꯒ ꯃꯀꯣꯛ ꯊꯣꯡꯕ ꯊꯕꯛ ꯎꯠꯂꯤꯕ ꯇꯧꯔꯤꯕꯥ ꯁ꯭ꯇꯣꯛ ꯃꯉꯥꯒꯤ ꯄꯔꯤꯡ ꯑꯃ ꯄꯤꯔꯤ꯫ ꯑꯦꯗꯚꯥꯟꯁ ꯃꯥꯏꯀ꯭ꯔꯣ ꯗꯤꯚꯥꯏꯁꯁꯤꯡ ꯁꯦꯃꯤꯀꯟꯗꯛꯇꯔ ꯏꯟꯗꯁꯇ꯭ꯔꯤ ꯑꯃꯁꯨꯡ ꯃꯁꯤꯒꯤ ꯌꯥꯝ ꯋꯥꯡꯅ ꯊꯕꯛ ꯊꯧꯔꯝ ꯇꯧꯈ꯭ꯔꯕꯥ ꯁꯦꯟꯇ꯭ꯔꯦꯜ ꯄ꯭ꯔꯣꯁꯦꯁꯁꯤꯡ ꯌꯨꯅꯤꯠꯁꯤꯡ ꯑꯃꯁꯨꯡ ꯒ꯭ꯔꯥꯐꯤꯛꯁ ꯄ꯭ꯔꯣꯁꯦꯁꯁꯤꯡ ꯌꯨꯅꯤꯠꯁꯤꯡꯒꯤ ꯂꯩꯏ ꯑꯁꯤꯅꯥ ꯀꯝꯄ꯭ꯌꯨꯇꯔ ꯅꯨꯡꯁꯤꯖꯕꯁꯤꯡ ꯑꯃꯁꯨꯡ ꯗꯦꯇꯥ ꯁꯦꯟꯇꯔꯁꯤꯡꯒꯤ ꯃꯔꯛꯇꯥ ꯀꯥꯟꯅꯕ ꯌꯥꯝꯅꯥ ꯐꯪꯂꯤ꯫ꯅꯟ ꯚꯤꯖ꯭ꯋꯦꯜ ꯗꯦꯛꯁꯇꯣꯞ ꯑꯦꯁꯦꯁ ꯒꯤ ꯀꯣꯔꯄꯣꯔꯦꯁꯟ ꯅꯟ ꯚꯤꯖ꯭ꯋꯦꯜ ꯗꯦꯛꯁꯇꯣꯞ ꯑꯦꯁꯦꯁ ꯍꯧꯈꯤꯕꯥ ꯆꯍꯤ ꯃꯉꯥꯗ ꯁꯦꯃꯤꯀꯟꯗꯨꯛꯇꯔ ꯏꯟꯗꯁꯇ꯭ꯔꯤꯗ ꯑꯀꯟꯕ ꯊꯧꯗꯥꯡ ꯂꯧꯈꯤꯕꯥ ꯑꯇꯣꯞꯄꯥ ꯀꯝꯄꯦꯅꯤ ꯑꯃꯗꯤ ꯅꯟ ꯚꯤꯖ꯭ꯋꯦꯜ ꯗꯦꯛꯁꯇꯣꯞ ꯑꯦꯁꯦꯁ ꯃꯁꯤꯒꯤ ꯁ꯭ꯇꯣꯛ ꯑꯁꯤ ꯂꯤꯁꯤꯡ ꯑꯅꯤꯒ ꯁꯨꯞꯅ ꯇꯔꯥ ꯇꯔꯨꯛ ꯇꯥ ꯆꯥꯎꯔꯥꯛꯅ ꯗꯣꯂꯔ ꯀꯨꯟꯊ꯭ꯔꯥ ꯑꯣꯏꯔꯝꯕꯗꯒꯤ ꯂꯤꯁꯤꯡ ꯑꯅꯤꯒ ꯁꯨꯞꯅ ꯀꯨꯟꯗꯥ ꯗꯣꯂꯔ ꯆꯥꯃꯉꯥ ꯍꯦꯟꯅ ꯍꯦꯟꯒꯠꯂꯦ ꯫ ꯅꯟ ꯚꯤꯖ꯭ꯋꯦꯜ ꯗꯦꯛꯁꯇꯣꯞ ꯑꯦꯁꯦꯁ ꯅ ꯃꯁꯤꯒꯤ ꯒꯦꯃꯤꯡ ꯑꯃꯁꯨꯡ ꯗꯦꯇꯥ ꯁꯦꯟꯇꯔ ꯁꯔꯨꯛꯁꯤꯡꯗ ꯍꯦꯟꯅꯒꯠꯂꯛꯄꯥ ꯎꯔꯦ ꯃꯁꯤꯗ ꯑꯅꯧꯕꯥ ꯒꯦꯃꯤꯡ ꯒ꯭ꯔꯥꯐꯤꯛ ꯄ꯭ꯔꯣꯁꯦꯁꯁꯤꯡ ꯌꯨꯅꯤꯠꯁꯤꯡ ꯐꯣꯡꯈ꯭ꯔꯦ ꯑꯃꯁꯨꯡ ꯑꯥꯔꯇꯤꯐꯤꯁꯤꯑꯦꯜ ꯏꯟꯇꯤꯂꯤꯖꯦꯟꯁ ꯑꯃꯁꯨꯡ ꯑꯣꯇꯣꯅꯣꯃꯁ ꯒꯥꯔꯤꯁꯤꯡꯗꯥ ꯄꯥꯛꯊꯣꯛ ꯆꯥꯎꯊꯣꯛꯈ꯭ꯔꯦ꯫ ꯑꯦꯃꯥꯖꯣꯟꯅꯥ ꯃꯥꯂꯦꯃꯒꯤ ꯈ꯭ꯕꯥꯏꯗꯒꯤ ꯆꯥꯎꯕꯥ ꯅꯦꯠ ꯀꯤ ꯈꯨꯊꯥꯡꯗ ꯄꯣꯠ ꯌꯣꯟꯊꯣꯛ ꯌꯣꯟꯁꯤꯟ ꯇꯧꯕꯁꯤꯡꯒꯤ ꯃꯅꯨꯡꯗ ꯑꯃ ꯑꯣꯏꯅ ꯂꯤꯡꯈꯠꯂꯦ ꯑꯃꯁꯨꯡ ꯍꯧꯈꯤꯕ ꯆꯍꯤ ꯃꯉꯥꯗ ꯂꯦꯞꯇꯅ ꯆꯥꯎꯈꯠꯂꯛꯄ ꯎꯔꯦ, ꯃꯁꯤꯒꯤ ꯁ꯭ꯇꯣꯛ ꯃꯃꯜ ꯑꯁꯤ ꯂꯤꯁꯤꯡ ꯑꯅꯤꯒ ꯁꯨꯞꯅ ꯇꯔꯥꯇꯔꯨꯛ ꯇ ꯆꯥꯎꯔꯥꯛꯅꯥ ꯗꯣꯂꯔ ꯆꯥꯃꯉꯥ ꯑꯣꯏꯔꯝꯕꯗꯒꯤ ꯂꯤꯁꯤꯡ ꯑꯅꯤꯒ ꯁꯨꯞꯅ ꯀꯨꯟꯗ ꯗꯣꯂꯔ ꯂꯤꯁꯥꯡ ꯑꯍꯨꯝ ꯍꯦꯟꯅꯥ ꯍꯦꯟꯅꯒꯠꯂꯦ꯫ ꯀꯝꯄꯦꯅꯤ ꯑꯁꯤꯅꯥ ꯅꯦꯠ ꯀꯤ ꯈꯨꯊꯥꯡꯗ ꯄꯣꯠ ꯌꯣꯟꯕꯁꯤꯡ ꯑꯃꯁꯨꯡ ꯌꯨꯝꯁꯤꯡꯒꯨꯝꯕꯗ ꯑꯅꯧꯕꯥ ꯀꯩꯊꯦꯜꯁꯤꯡꯗ ꯄꯥꯛꯊꯣꯛ ꯆꯥꯎꯊꯣꯛꯄꯅ ꯃꯁꯤꯒꯤ ꯆꯥꯎꯈꯠꯄꯗꯁꯨ ꯃꯇꯦꯡ ꯄꯥꯡꯂꯤ꯫ ꯇꯦꯁꯂꯥ ꯑꯁꯤ ꯃꯩꯅ ꯆꯦꯟꯕ ꯒꯥꯔꯤꯁꯤꯡꯗ ꯑꯈꯟꯅꯕꯥ ꯃꯤꯠꯌꯦꯡ ꯆꯪꯕꯥ ꯑꯣꯇꯣꯃꯣꯕꯥꯏꯜ ꯗ ꯁꯦꯝꯕ ꯑꯃꯅꯤ ꯑꯃꯁꯨꯡ ꯃꯁꯤꯒꯤ ꯁ꯭ꯇꯣꯛ ꯃꯃꯜ ꯑꯁꯤ ꯍꯧꯈꯤꯕꯥ ꯆꯍꯤ ꯃꯉꯥꯗ ꯑꯆꯧꯕꯥ ꯍꯦꯟꯅꯒꯠꯂꯛꯄ ꯎꯔꯦ꯫ ꯃꯁꯤꯒꯤ ꯁ꯭ꯇꯣꯛ ꯃꯃꯜ ꯑꯁꯤ ꯂꯤꯁꯤꯡ ꯑꯅꯤꯒ ꯁꯨꯞꯅ ꯇꯔꯥꯇꯔꯨꯛꯇ ꯆꯥꯎꯔꯥꯛꯅꯥ ꯗꯣꯂꯔ ꯌꯥꯡꯈꯩ ꯑꯣꯏꯔꯝꯕꯗꯒꯤ ꯂꯤꯁꯤꯡ ꯑꯅꯤꯒ ꯁꯨꯞꯅ ꯀꯨꯟꯗ ꯗꯣꯂꯔ ꯆꯥꯇ꯭ꯔꯦꯠ ꯍꯦꯟꯅꯥ ꯍꯦꯟꯅꯒꯠꯂꯦ ꯃꯩꯒꯤ ꯒꯥꯔꯤꯁꯤꯡꯒꯤ ꯄꯥꯝꯕꯒꯤ ꯆꯥꯡ ꯍꯦꯟꯅꯒꯠꯂꯛꯂꯤ ꯑꯃꯁꯨꯡ ꯑꯣꯇꯣꯃꯣꯕꯥꯏꯜ ꯁꯥꯕꯗ ꯇꯦꯁꯂꯥꯒꯤ ꯑꯅꯧꯕꯥ ꯊꯧꯑꯣꯡ ꯑꯁꯤꯅꯥ ꯃꯈꯣꯢꯕꯨ ꯏꯟꯗꯁꯇ꯭ꯔꯤ ꯑꯁꯤꯒꯤ ꯃꯥꯡꯖꯤꯜ ꯊꯥꯅ ꯊꯝꯂꯤ꯫ ꯑꯦꯄꯜ ꯀꯝꯄꯦꯅꯤ ꯑꯁꯤ ꯃꯥꯂꯦꯝꯒꯤ ꯈ꯭ꯋꯥꯏꯗꯒꯤ ꯆꯥꯎꯕ ꯇꯦꯛꯅꯣꯂꯣꯖꯤ ꯀꯝꯄꯦꯅꯤ ꯑꯃꯅꯤ ꯑꯃꯁꯨꯡ ꯍꯧꯈꯤꯕꯥ ꯆꯍꯤ ꯃꯉꯥꯗ ꯂꯦꯞꯇꯅꯥ ꯃꯀꯣꯛ ꯊꯣꯡꯕꯥ ꯁ꯭ꯇꯣꯛꯁꯤꯡꯒꯤ ꯃꯅꯨꯡꯗꯥ ꯌꯥꯎꯔꯤ꯫ ꯃꯁꯤꯒꯤ ꯁ꯭ꯇꯣꯛ ꯃꯃꯜ ꯑꯁꯤ ꯂꯤꯁꯤꯡ ꯑꯅꯤꯒ ꯁꯨꯞꯅ ꯇꯔꯥꯇꯔꯨꯛꯇꯥ ꯆꯥꯎꯔꯥꯛꯅꯥ ꯗꯣꯂꯔ ꯀꯨꯟ ꯃꯉꯥ ꯑꯣꯏꯔꯝꯕꯗꯒꯤ ꯂꯤꯁꯤꯡ ꯑꯅꯤꯒ ꯁꯨꯞꯅ ꯀꯨꯟ ꯗꯥ ꯗꯣꯂꯔ ꯆꯃꯥ ꯀꯨꯟꯊ꯭ꯔꯥꯒꯤ ꯃꯊꯛꯇ ꯍꯦꯟꯒꯠꯂꯦ ꯫ ꯀꯝꯄꯦꯅꯤ ꯑꯁꯤꯅꯥ ꯑꯅꯧꯕꯥ ꯄꯣꯠꯊꯣꯛꯁꯤꯡ ꯐꯣꯡꯕ ꯑꯃꯁꯨꯡ ꯍꯧꯖꯤꯛ ꯂꯩꯔꯤꯕ ꯑꯥꯏꯐꯣꯟ, ꯑꯥꯏꯄꯦꯗ, ꯃꯦꯛ, ꯑꯃꯁꯨꯡ ꯑꯇꯣꯞꯄ ꯄꯣꯠꯂꯝꯁꯤꯡꯒꯤ ꯂꯩꯏ ꯑꯁꯤꯒꯤ ꯑꯅꯧꯕ ꯂꯥꯛꯄꯁꯤꯡꯅ ꯃꯁꯤꯒꯤ ꯆꯥꯎꯈꯠꯄꯗ ꯃꯇꯦꯡ ꯄꯥꯡꯂꯤ꯫ ꯂꯣꯏꯁꯤꯜꯂꯛꯄꯗ ꯍꯧꯈꯤꯕꯥ ꯆꯍꯤ ꯃꯉꯥ ꯑꯁꯤꯗ ꯇꯦꯛꯅꯣꯂꯣꯖꯤ ꯁꯦꯛꯇꯔꯗꯥ ꯃꯔꯨꯑꯣꯏꯅ ꯁꯦꯃꯤꯀꯟꯗꯛꯇꯔ ꯑꯃꯁꯨꯡ ꯅꯦꯠ ꯀꯤ ꯈꯨꯊꯥꯡꯗ ꯄꯣꯠ ꯌꯣꯟꯊꯣꯛ ꯌꯣꯟꯁꯤꯟꯒꯤ ꯃꯐꯝꯁꯤꯡꯗ ꯁꯤꯡꯊꯥꯅꯤꯡꯉꯥꯏ ꯑꯣꯏꯕꯥ ꯆꯥꯎꯈꯠꯂꯛꯄ ꯑꯃ ꯎꯕ ꯐꯪꯂꯦ꯫ ꯃꯊꯛꯇ ꯄꯟꯈ꯭ꯔꯤꯕ ꯀꯝꯄꯦꯅꯤꯁꯤꯡ ꯑꯁꯤꯅ ꯂꯦꯞꯇꯅ ꯐꯖꯅ ꯊꯕꯛ ꯇꯧꯔꯤ ꯑꯃꯁꯨꯡ ꯃꯈꯣꯢꯒꯤ ꯃꯁꯥꯒꯤ ꯀꯩꯊꯦꯜꯁꯤꯡꯗ ꯇꯪꯗꯨ ꯂꯩꯇꯥꯕ ꯑꯃꯁꯨꯡ ꯀꯥꯟꯅꯕ ꯎꯠꯂꯦ ꯫